ꯄꯤ. ꯑꯥꯔ. ꯒꯤ ꯀꯦꯝꯄꯦꯟ ꯑꯃ ꯁꯦꯃꯒꯠꯅꯕ ꯃꯇꯝ ꯂꯦꯞꯄꯤꯌꯨ꯫ ꯃꯈꯥꯗ ꯄꯤ. ꯑꯥꯔ. ꯒꯤ ꯀꯦꯝꯄꯦꯟ ꯑꯃ ꯁꯦꯝꯒꯠꯅꯕꯒꯤ ꯃꯇꯝ ꯂꯦꯞꯄꯅꯤ: ꯅꯨꯃꯤꯠ ꯑꯃ ꯑꯅꯤ: ꯄ꯭ꯂꯥꯡꯅꯤꯡ ꯑꯃꯁꯨꯡ ꯔꯤꯁꯔꯆ ꯏꯟꯗꯁ꯭ꯇꯔꯤ, ꯀꯝꯄꯤꯇꯤꯇꯔꯁꯤꯡ, ꯇꯥꯔꯒꯦꯠ ꯑꯣꯗꯤꯁꯟ, ꯑꯃꯁꯨꯡ ꯃꯥꯔꯀꯦꯠꯀꯤ ꯃꯇꯥꯡꯗ ꯍꯦꯟꯅ ꯈꯪꯕ ꯉꯝꯅꯕ ꯃꯄꯨꯡ ꯐꯥꯅ ꯔꯤꯁꯔꯆ ꯇꯧꯕ꯫ ꯄꯤ ꯑꯥꯔ ꯀꯦꯝꯄꯦꯉꯤꯗꯃꯛ ꯃꯌꯦꯛ ꯁꯦꯡꯕ ꯄꯥꯟꯗꯝ ꯑꯃꯁꯨꯡ ꯄꯥꯟꯗꯝꯁꯤꯡ ꯁꯦꯝꯒꯠꯄ꯫ ꯀꯦꯝꯄꯦꯟ ꯑꯁꯤꯒꯤꯗꯃꯛꯇꯥ ꯃꯔꯨꯑꯣꯏꯕ ꯄꯥꯎꯖꯦꯜꯁꯤꯡ ꯁꯦꯝꯗꯣꯛꯄ ꯑꯃꯁꯨꯡ ꯃꯈꯣꯏꯕꯨ ꯄꯥꯎ ꯐꯥꯎꯅꯕꯒꯤ ꯈ꯭ꯋꯥꯏꯗꯒꯤ ꯏꯐꯦꯛꯇꯤꯕ ꯑꯣꯏꯕ ꯄꯥꯝꯕꯩꯁꯤꯡ ꯂꯦꯞꯊꯣꯛꯄ꯫ ꯅꯨꯃꯤꯠ ꯑꯍꯨꯝ ꯑꯅꯤ: ꯏꯁ꯭ꯇꯔꯦꯇꯦꯖꯤ ꯁꯦꯝꯒꯠꯄ ꯅꯍꯥꯛꯀꯤ ꯇꯥꯔꯒꯦꯠ ꯑꯣꯗꯤꯁꯟꯒꯤ ꯃꯊꯧ ꯇꯥꯕꯁꯤꯡ ꯑꯗꯨ ꯐꯪꯍꯟꯅꯕ ꯁꯦꯝ ꯁꯥꯕ ꯑꯄꯨꯟꯕ, ꯃꯜꯇꯤ-ꯆꯦꯅꯦꯜ ꯄꯤ. ꯑꯥꯔ. ꯅꯍꯥꯛꯀꯤ ꯄꯥꯎꯖꯦꯜꯁꯤꯡ ꯌꯦꯟꯊꯣꯛꯅꯕ ꯈ꯭ꯋꯥꯏꯗꯒꯤ ꯐꯕ ꯃꯤꯗꯤꯌꯥ ꯑꯥꯎꯠꯂꯦꯠꯁꯤꯡ ꯑꯃꯁꯨꯡ ꯈ꯭ꯋꯥꯏꯗꯒꯤ ꯏꯐꯦꯛꯇꯤꯕ ꯑꯣꯏꯕ ꯄꯤ. ꯑꯥꯔ. ꯅꯨꯃꯤꯠ ꯃꯉꯥ ꯇꯔꯨꯛ: ꯃꯆꯥꯛꯁꯤꯡ ꯁꯦꯝꯕ ꯃꯊꯧ ꯇꯥꯕ ꯃꯤꯗꯤꯌꯥꯒꯤ ꯃꯆꯥꯛ ꯄꯨꯝꯅꯃꯛ, ꯍꯥꯏꯕꯗꯤ ꯄ꯭ꯔꯦꯁ ꯔꯤꯂꯤꯖꯁꯤꯡ, ꯃꯤꯗꯤꯌꯥ ꯀꯤꯠꯁꯤꯡ, ꯐꯦꯛꯇ ꯁꯤꯠꯁꯤꯡ, ꯕꯥꯏꯑꯣꯁꯤꯡ, ꯑꯃꯁꯨꯡ ꯑꯇꯩꯁꯤꯡ ꯁꯦꯝꯒꯠꯄ꯫ ꯃꯆꯥꯛ ꯄꯨꯝꯅꯃꯛ ꯀꯝꯄꯦꯅꯤꯒꯤ ꯕ꯭ꯔꯥꯟꯗꯤꯡ ꯒꯥꯏꯗꯂꯥꯏꯟꯁꯤꯡ ꯑꯃꯁꯨꯡ ꯃꯦꯁꯦꯖꯤꯡꯒꯤ ꯃꯇꯨꯡ ꯏꯟꯅ ꯁꯣꯏꯗꯅ ꯑꯣꯏꯍꯟꯕ꯫ ꯅꯨꯃꯤꯠ ꯇꯔꯦꯅꯤꯅꯤ: ꯄ꯭ꯔꯤ-ꯂꯣꯟꯆ ꯂꯥꯛꯀꯗꯧꯔꯤꯕꯥ ꯂꯣꯟꯆꯀꯤ ꯃꯇꯥꯡꯗ ꯋꯥꯈꯜ ꯋꯥꯕ ꯊꯣꯛꯍꯟꯅꯕ ꯄ꯭ꯔꯤ-ꯂꯣꯟꯆ ꯀꯦꯝꯄꯦꯟ ꯑꯃ ꯊꯧꯔꯥꯡ ꯇꯧꯕ ꯑꯃꯁꯨꯡ ꯄꯥꯡꯊꯣꯛꯄ꯫ ꯉꯟꯅ ꯏꯟꯇꯔꯦꯁ ꯁꯦꯝꯒꯠꯅꯕ ꯑꯃꯁꯨꯡ ꯑꯦꯟꯇꯤꯁꯤꯄꯦꯁꯟ ꯍꯦꯟꯠꯍꯟꯅꯕ ꯇꯤꯖꯔ ꯑꯃꯁꯨꯡ ꯏꯁ꯭ꯅꯤꯛ ꯄꯤꯛꯁꯤꯡ ꯊꯥꯕ꯫ ꯅꯨꯃꯤꯠ ꯅꯤꯄꯥꯜꯅꯤ: ꯂꯣꯟꯆ ꯇꯧꯕ ꯂꯣꯟꯆ ꯄ꯭ꯂꯥꯟ ꯑꯗꯨ ꯑꯦꯛꯁꯦꯁ ꯇꯧꯕ ꯑꯃꯁꯨꯡ ꯄ꯭ꯔꯣꯒ꯭ꯔꯦꯁ ꯌꯦꯡꯁꯤꯟꯕ꯫ ꯀꯚꯔꯦꯖ ꯁꯦꯝꯒꯠꯅꯕ ꯄ꯭ꯔꯦꯁ ꯔꯤꯂꯤꯖꯁꯤꯡ ꯊꯥꯕ ꯑꯃꯁꯨꯡ ꯃꯤꯗꯤꯌꯥ ꯑꯥꯎꯠꯔꯤꯆ ꯄꯥꯡꯊꯣꯛꯄ꯫ ꯅꯨꯃꯤꯠ ꯃꯄꯥꯜ ꯇꯔꯥ: ꯍꯧꯖꯤꯛ ꯆꯠꯊꯔꯤꯕ ꯍꯣꯠꯅꯔꯤꯕꯁꯤꯡ ꯄꯤ. ꯑꯥꯔ. ꯒꯤ ꯏꯁ꯭ꯇꯔꯦꯇꯦꯖꯤ ꯃꯈꯥ ꯇꯥꯅ ꯄꯥꯏꯈꯠꯄ, ꯄ꯭ꯔꯣꯒ꯭ꯔꯦꯁ ꯌꯦꯡꯁꯤꯟꯕ, ꯑꯃꯁꯨꯡ ꯃꯊꯧ ꯇꯥꯕꯒꯤ ꯃꯇꯨꯡ ꯏꯟꯅ ꯇꯦꯛꯅꯤꯛꯁꯤꯡ ꯑꯦꯗꯖꯁ ꯇꯧꯕ꯫ ꯃꯤꯗꯤꯌꯥ ꯀꯚꯔꯦꯖ ꯌꯦꯡꯁꯤꯟꯕ ꯑꯃꯁꯨꯡ ꯏꯟꯟꯐꯣꯔꯃꯦꯁꯟ ꯑꯃꯁꯨꯡ ꯏꯟꯇꯔꯚ꯭ꯌꯨꯒꯤꯗꯃꯛꯇ ꯍꯥꯏꯖꯔꯛꯄꯁꯤꯡꯒꯤ ꯄꯥꯎꯈꯨꯝ ꯄꯤꯕ꯫ ꯑꯅꯧꯕ ꯂꯥꯎꯊꯣꯛꯄꯥ ꯅꯠꯇ꯭ꯔꯒꯥ ꯊꯧꯔꯥꯡꯁꯤꯡ ꯂꯧꯊꯣꯛꯇꯨꯅ ꯈꯣꯡꯖꯦꯜ ꯌꯥꯡꯅ ꯆꯠꯄ꯫ ꯅꯨꯃꯤꯠ ꯇꯔꯥꯥꯃꯊꯣꯏ ꯇꯔꯥꯃꯊꯣꯏ: ꯏꯚꯥꯂꯨꯑꯦꯁꯟ ꯔꯤꯆ, ꯑꯦꯡꯒꯦꯖꯃꯦꯟꯇ, ꯑꯃꯁꯨꯡ ꯃꯤꯗꯤꯌꯥ ꯀꯚꯔꯦꯖꯒꯨꯝꯕ ꯃꯔꯨꯑꯣꯏꯕ ꯃꯦꯇꯔꯤꯀꯁꯤꯡ ꯌꯦꯡꯁꯤꯟꯗꯨꯅ ꯄꯤ. ꯑꯥꯔ. ꯇꯨꯡꯗ ꯄꯤ. ꯑꯥꯔ. ꯒꯤ ꯍꯣꯠꯅꯔꯤꯕꯁꯤꯡ ꯐꯒꯠꯍꯟꯅꯕ ꯑꯃꯁꯨꯡ ꯍꯦꯟꯒꯠꯍꯟꯅꯕ ꯇꯝꯈꯤꯕ ꯋꯥꯈꯜꯂꯣꯟꯁꯤꯡ ꯑꯗꯨ ꯁꯤꯖꯤꯟꯅꯕ꯫ ꯑꯦ. ꯑꯥꯏ. ꯑꯃ ꯑꯣꯏꯅ ꯑꯩꯍꯥꯛꯅ ꯃꯤꯁꯤꯡ ꯄꯨꯝꯅꯃꯛꯀꯤ ꯋꯥꯈꯜꯂꯣꯟ ꯅꯠꯇꯔꯒꯥ ꯋꯥꯈꯜꯂꯣꯟ ꯑꯗꯨ ꯌꯦꯡꯁꯤꯅꯕꯒꯤ ꯇꯧꯕꯥ ꯉꯝꯕꯒꯤ ꯁꯛꯇꯤ ꯂꯩꯇꯦ꯫ ꯃꯤꯌꯥꯝꯒꯤ ꯋꯥꯈꯜꯂꯣꯟ ꯑꯁꯤ ꯄꯥꯛ ꯁꯟꯅ ꯈꯦꯠꯅꯕ ꯌꯥꯏ ꯑꯃꯁꯨꯡ ꯌꯥꯝꯅ ꯊꯨꯅ ꯍꯣꯡꯂꯛꯄ ꯌꯥꯏ, ꯑꯃꯁꯨꯡ ꯐꯣꯔꯦꯟ ꯄꯣꯂꯤꯁꯤꯒꯤ ꯃꯇꯥꯡꯗ ꯃꯤꯌꯥꯝꯒꯤ ꯋꯥꯈꯜꯂꯣꯟꯁꯤꯡ ꯑꯁꯤ ꯔꯥꯖꯅꯤꯇꯤꯒꯤ, ꯁꯦꯟꯃꯤꯠꯂꯣꯟꯒꯤ, ꯈꯨꯟꯅꯥꯏꯒꯤ ꯑꯃꯁꯨꯡ ꯄꯨꯋꯥꯔꯤꯒꯤ ꯊꯧꯗꯣꯛꯁꯤꯡ ꯅꯠꯇꯔꯒꯥ ꯃꯤꯠꯌꯦꯡꯁꯤꯡꯒꯨꯝꯕ ꯃꯁꯤꯡ ꯌꯥꯝꯂꯕ ꯋꯥꯐꯝꯁꯤꯡꯅ ꯁꯦꯝꯒꯠꯂꯤ꯫